ꯄ꯭ꯔ꯭ꯤꯊꯤꯕꯤ ꯑꯁꯤ ꯑꯍꯥꯟꯕꯥ ꯑꯣꯏꯅꯥ ꯁꯦꯝꯈꯤꯕꯥ ꯃꯇꯝꯗ ꯅꯨꯃꯤꯠ ꯑꯁꯤ ꯌꯥꯝꯅꯥ ꯅꯨꯡꯉꯥꯏꯅꯥ ꯕꯣꯜ ꯑꯃꯥ ꯑꯣꯏꯅꯥ ꯎꯕꯥ ꯃꯇꯝꯗꯥ ꯍꯤꯡꯂꯤꯕꯥ ꯄꯨꯝꯅꯃꯛ ꯑꯁꯤ ꯌꯥꯝꯅꯥ ꯋꯥꯅꯥ ꯊꯣꯛꯈꯤ꯫ ꯃꯈꯣꯏꯅꯥ ꯅꯨꯃꯤꯠ ꯑꯗꯨ ꯑꯃꯨꯛ ꯍꯟꯅꯥ ꯎꯕꯥ ꯐꯪꯗꯅꯕꯥ ꯐꯥꯎꯕꯥ ꯋꯥꯀꯠꯈꯤ꯫ ꯃꯍꯥꯛꯀꯤ ꯃꯥꯌꯣꯛꯇꯥ ꯂꯥꯛꯄꯥ ꯀ꯭ꯔꯤꯇꯤꯁꯤꯖꯝ ꯑꯗꯨ ꯇꯥꯕꯗꯥ ꯅꯨꯃꯤꯠꯅꯥ ꯅꯨꯡꯉꯥꯏꯇꯕꯥ ꯐꯥꯎꯔꯕꯁꯨ ꯅꯨꯃꯤꯠꯅꯥ ꯃꯁꯥꯒꯤ ꯊꯧꯗꯥꯡ ꯑꯗꯨ ꯃꯈꯥ ꯇꯥꯅꯥ ꯇꯧꯈꯤ꯫ ꯃꯇꯝ ꯑꯃꯗꯥ ꯍꯤꯡꯂꯤꯕꯥ ꯄꯨꯝꯅꯃꯛ ꯄꯨꯟꯁꯤꯟꯗꯨꯅꯥ ꯅꯨꯃꯤꯠꯀꯤ ꯃꯥꯌꯣꯛꯇꯥ ꯑꯃꯨꯛꯀꯥ ꯍꯟꯅꯥ ꯎꯕꯥ ꯐꯪꯂꯣꯏꯗꯕꯅꯤ ꯍꯥꯏꯅꯥ ꯂꯥꯎꯊꯣꯛꯈꯤ ꯑꯃꯁꯨꯡ ꯃꯤꯀꯨꯞ ꯑꯗꯨꯗꯒꯤ ꯅꯨꯃꯤꯠ ꯑꯗꯨ ꯃꯥꯡꯈꯤ꯫ ꯃꯁꯤ ꯀꯩꯗꯧꯅꯨꯡꯗꯁꯨ ꯅꯣꯡꯃꯩ ꯀꯥꯞꯄꯥ ꯉꯝꯈꯤꯗꯦ꯫ ꯄ꯭ꯔ꯭ꯤꯊꯤꯕꯤ ꯄꯨꯝꯕꯥ ꯑꯃꯝꯕꯅꯥ ꯊꯜꯂꯝꯃꯤ꯫ ꯃꯇꯝ ꯈꯔꯒꯤ ꯑꯣꯏꯅꯥ ꯍꯤꯡꯂꯤꯕꯁꯤꯡꯅꯥ ꯃꯈꯣꯏꯒꯤ ꯇꯨꯝꯕꯗꯥ ꯑꯀꯥꯏꯕꯥ ꯑꯃꯠꯇꯥ ꯐꯪꯗꯕꯗꯥ ꯅꯨꯡꯉꯥꯏꯈꯤ꯫ ꯑꯗꯨꯕꯨ ꯅꯨꯃꯤꯠ ꯑꯗꯨ ꯑꯃꯨꯛ ꯍꯟꯅꯥ ꯎꯕꯥ ꯐꯪꯗꯕꯒꯤ ꯑꯀꯤꯕꯥ ꯐꯜꯁꯤꯡ ꯑꯗꯨ ꯈꯟꯗꯨꯅꯥ ꯀꯅꯥꯒꯨꯝꯕꯥ ꯑꯃꯠꯇꯅꯥ ꯋꯥꯈꯜ ꯋꯥꯕꯥ ꯂꯩꯈꯤꯗꯦ꯫ ꯅꯨꯃꯤꯠ ꯑꯁꯤ ꯃꯥꯡꯈꯤꯕꯥ ꯑꯍꯨꯝꯁꯨꯕꯥ ꯅꯨꯃꯤꯠꯇꯥ ꯍꯤꯡꯂꯤꯕꯁꯤꯡꯅꯥ ꯃꯈꯣꯏꯒꯤ ꯑꯁꯣꯏꯕꯥ ꯑꯗꯨ ꯈꯪꯈꯤ꯫ ꯃꯈꯣꯏ ꯄꯨꯝꯅꯃꯛꯅꯥ ꯀꯔꯤꯒꯤꯗꯃꯛꯇꯥ ꯅꯨꯃꯤꯠ ꯑꯁꯤ ꯌꯥꯝꯅꯥ ꯅꯨꯡꯉꯥꯏꯕꯥ ꯅꯠꯇ꯭ꯔꯒꯥ ꯅꯣꯡꯖꯨ ꯅꯨꯡꯁꯥ ꯈꯥꯛꯇꯅꯥ ꯂꯩ ꯍꯥꯏꯅꯥ ꯋꯥꯀꯠꯈꯤꯕꯅꯣ ꯍꯥꯏꯕꯗꯨ ꯅꯨꯡꯉꯥꯏꯇꯕꯥ ꯐꯥꯎꯈꯤ꯫ ꯃꯇꯝ ꯁꯥꯡꯅꯥ ꯑꯃꯝꯕꯅꯥ ꯃꯈꯥ ꯆꯠꯊꯔꯛꯄꯥ ꯃꯇꯝꯗꯥ ꯍꯤꯡꯂꯤꯕꯥ ꯄꯨꯝꯅꯃꯛꯅꯥ ꯇꯛꯈꯥꯏꯔꯕꯥ ꯑꯃꯁꯨꯡ ꯂꯝꯍꯥꯡꯗꯥ ꯈꯣꯉ ꯍꯥꯝꯗꯕꯥ ꯍꯧꯔꯛꯈꯤ꯫ ꯃꯃꯥꯡꯗꯥ ꯑꯍꯦꯟꯕꯥ ꯆꯤꯟꯖꯥꯛ ꯊꯝꯖꯤꯟꯈꯤꯕꯥ ꯍꯤꯡꯂꯤꯕꯥ ꯖꯤꯕ ꯈꯔꯗꯤ ꯅꯠꯇꯅꯥ ꯑꯇꯩꯅꯥ ꯂꯝꯍꯥꯡꯗꯥ ꯈꯣꯡ ꯍꯥꯝꯗꯕꯥ ꯍꯧꯈꯤ꯫ ꯍꯤꯡꯂꯤꯕꯥ ꯃꯤꯑꯣꯏ ꯈꯨꯗꯤꯡꯃꯛꯅꯥ ꯑꯋꯥꯕꯥ ꯈꯥꯡꯕꯥ ꯍꯧꯔꯛꯈꯤ ꯑꯃꯁꯨꯡ ꯃꯈꯣꯏꯒꯤ ꯊꯕꯛꯁꯤꯡꯒꯤꯗꯃꯛ ꯑꯃꯅꯥ ꯑꯃꯕꯨ ꯗꯣꯁ ꯇꯧꯈꯤ꯫ ꯃꯈꯣꯏ ꯑꯃꯒꯥ ꯑꯃꯒꯥ ꯂꯥꯟꯊꯦꯡꯅꯕꯈꯛꯇꯅꯤ ꯑꯗꯨꯕꯨ ꯀꯅꯥꯒꯨꯝꯕꯥ ꯑꯃꯠꯇꯅꯥ ꯁꯣꯂꯨꯁꯟ ꯑꯃꯥ ꯊꯤꯕꯥ ꯉꯝꯈꯤꯗꯦ꯫ ꯇꯨꯡꯗꯥ ꯊꯣꯛꯂꯛꯄꯥ ꯌꯥꯕꯥ ꯈꯨꯗꯣꯡꯊꯤꯕꯥ ꯑꯗꯨ ꯌꯦꯡꯂꯒꯥ ꯃꯈꯣꯏ ꯄꯨꯝꯅꯃꯛꯅꯥ ꯀꯅꯥꯒꯨꯝꯕꯥ ꯑꯃꯕꯨ ꯊꯥꯗꯣꯛꯅꯕꯥ ꯋꯥꯔꯦꯞ ꯂꯧꯈꯤ ꯑꯃꯁꯨꯡ ꯅꯨꯃꯤꯠ ꯑꯗꯨ ꯑꯃꯨꯛ ꯍꯟꯅꯥ ꯊꯣꯔꯛꯅꯕꯥ ꯍꯥꯏꯖꯈꯤ꯫ ꯃꯤꯑꯣꯏꯕꯥ ꯁꯥ ꯁꯟ ꯎꯆꯦꯛ ꯑꯁꯤꯅꯆꯤꯡꯕꯒꯤ ꯃꯤꯍꯨꯠꯁꯤꯡ ꯃꯊꯪꯁꯤꯠꯅꯥ ꯅꯨꯃꯤꯠꯇꯥ ꯊꯥꯔꯛꯈꯤ ꯑꯗꯨꯕꯨ ꯅꯨꯃꯤꯠꯅꯥ ꯑꯌꯥꯕꯥ ꯄꯤꯈꯤꯗꯦ ꯑꯃꯁꯨꯡ ꯌꯥꯝꯅꯥ ꯋꯥꯅꯥ ꯄꯥꯎꯈꯨꯝ ꯄꯤꯔꯛꯈꯤ ꯌꯦꯡꯎ ꯃꯍꯧꯁꯥꯒꯤ ꯅꯤꯌꯝꯒꯤ ꯃꯇꯨꯡ ꯏꯟꯅꯥ ꯑꯩꯅꯥ ꯅꯈꯣꯏ ꯄꯨꯝꯅꯃꯛꯇꯥ ꯃꯉꯥꯜ ꯑꯃꯁꯨꯡ ꯑꯁꯥꯕꯥ ꯄꯤꯔꯤ꯫ ꯑꯩꯒꯤ ꯏꯁꯥꯒꯤ ꯗ꯭ꯌꯨꯇꯤ ꯉꯥꯛꯅꯥ ꯆꯠꯂꯤ꯫ ꯑꯗꯣꯝ ꯄꯨꯝꯅꯃꯛꯅꯥ ꯑꯩꯒꯤꯗꯃꯛ ꯀꯔꯤ ꯇꯧꯈꯤꯕꯒꯦ?